ꯀꯝꯄꯤꯇꯤꯇꯤꯕ ꯃꯥꯔꯀꯦꯠꯇ ꯊꯕꯛ ꯑꯃ ꯐꯪꯅꯕ ꯍꯣꯠꯅꯔꯤꯕ ꯀꯦꯔꯦꯛꯇꯔ ꯑꯃꯒꯤ ꯃꯇꯥꯡꯗ ꯋꯥꯔꯤ ꯑꯃ ꯏꯕꯤꯌꯨ꯫ ꯃꯇꯝ ꯑꯃꯗ ꯈꯨꯗꯣꯡꯆꯥꯕ ꯀꯌꯥꯅ ꯊꯜꯂꯕ ꯃꯤ ꯌꯥꯝꯅ ꯇꯤꯟꯕ ꯁꯍꯔ ꯑꯃꯗ ꯁꯥꯔꯥ ꯀꯧꯕ ꯅꯍꯥ ꯑꯣꯏꯔꯤꯕꯤ ꯅꯨꯄꯤ ꯑꯃ ꯂꯩꯔꯝꯃꯤ꯫ ꯁꯥꯔꯥꯅ ꯍꯟꯗꯛꯇ ꯀꯣꯂꯦꯖꯇꯒꯤ ꯃꯥꯔꯀꯦꯇꯤꯡꯒꯤ ꯗꯤꯒ꯭ꯔꯤ ꯑꯃ ꯂꯣꯏꯔꯕ ꯃꯇꯨꯡꯗ ꯃꯥꯂꯦꯝ ꯑꯁꯤꯕꯨ ꯂꯧꯁꯤꯟꯅꯕ ꯁꯦꯝ ꯁꯥꯔꯦ꯫ ꯑꯗꯨꯕꯨ ꯃꯍꯥꯛꯅ ꯑꯊꯨꯕ ꯃꯇꯝꯗ ꯃꯍꯥꯛꯀꯤ ꯁꯍꯔꯒꯤ ꯊꯕꯛꯀꯤ ꯀꯩꯊꯦꯜ ꯑꯁꯤ ꯊꯥꯖꯕ ꯌꯥꯗꯕ ꯃꯑꯣꯡꯗ ꯀꯝꯄꯤꯇꯤꯇꯤꯕ ꯑꯣꯏ ꯍꯥꯢꯕ ꯈꯪꯈꯤ, ꯑꯃꯁꯨꯡ ꯃꯍꯥꯛꯀꯤ ꯂꯝꯗꯝ ꯊꯕꯛ ꯑꯃ ꯐꯪꯕꯗ ꯃꯍꯥꯛꯅ ꯊꯥꯖꯈꯤꯕꯗꯒꯤ ꯍꯦꯟꯅ ꯁꯤꯡꯅꯕ ꯑꯃ ꯑꯣꯏꯔꯛꯀꯅꯤ꯫ ꯁꯥꯔꯥꯅ ꯃꯁꯤꯡ ꯊꯤꯉꯝꯗ꯭ꯔꯕ ꯊꯕꯛ ꯄꯣꯁꯇꯤꯡꯁꯤꯡꯗ ꯑꯦꯄ꯭ꯂꯤꯀꯦꯁꯟ ꯇꯧꯈꯤ, ꯃꯁꯤꯡ ꯊꯤꯉꯝꯗ꯭ꯔꯕ ꯔꯤꯖꯨꯃꯦꯁꯤꯡ ꯑꯃꯁꯨꯡ ꯀꯚꯥꯔ ꯂꯦꯇꯔꯁꯤꯡ ꯊꯥꯖꯤꯟꯈꯤ, ꯃꯍꯥꯛꯀꯤ ꯃꯪꯂꯥꯟꯒꯤ ꯊꯕꯛ ꯑꯗꯨ ꯂꯦꯟꯗ ꯇꯧꯒꯅꯤ ꯍꯥꯢꯕꯒꯤ ꯑꯁꯥ ꯇꯧꯗꯨꯅ꯫ ꯑꯗꯨꯕꯨ ꯅꯨꯃꯤꯠ ꯈꯨꯗꯤꯡꯒꯤ ꯃꯍꯥꯛꯀꯤ ꯏꯟꯕꯣꯛꯁ ꯑꯗꯨ ꯏꯪꯅ ꯂꯩꯔꯛꯄꯗꯒꯤ ꯃꯍꯥꯛꯀꯤ ꯑꯁꯥ ꯑꯗꯨ ꯍꯟꯊꯔꯛꯄꯥ ꯍꯧꯔꯛꯈꯤ, ꯑꯃꯁꯨꯡ ꯃꯍꯥꯛꯀꯤ ꯐꯣꯟ ꯑꯗꯨ ꯇꯞꯅꯥ ꯇꯞꯅꯥ ꯊꯝꯈꯤ꯫ ꯅꯨꯃꯤꯠ ꯑꯃꯗ ꯁꯥꯔꯥꯅ ꯇꯣꯉꯥꯟꯕ ꯊꯧꯑꯣꯡ ꯑꯃ ꯂꯧꯅꯕ ꯋꯥꯔꯦꯞ ꯂꯧꯈꯤ꯫ ꯄꯥꯎꯈꯨꯝ ꯑꯃ ꯉꯥꯏꯕꯒꯤ ꯃꯍꯨꯠꯇ ꯃꯍꯥꯛꯅ ꯀꯝꯄꯦꯅꯤꯁꯤꯡꯗ ꯍꯛꯊꯦꯡꯅꯅꯥ ꯋꯥꯔꯤ ꯁꯥꯅꯕ ꯋꯥꯔꯦꯞ ꯂꯧꯈꯤ꯫ ꯀꯔꯤꯒꯨꯝꯕ ꯃꯈꯣꯢꯒꯤ ꯖꯣꯕ ꯄꯣꯁꯇꯤꯡ ꯂꯤꯁ ꯑꯃꯠꯇ ꯂꯩꯇꯕꯁꯨ ꯌꯥꯏ꯫ ꯃꯍꯥꯛꯅ ꯁꯍꯔ ꯑꯁꯤꯒꯤ ꯃꯥꯔꯀꯦꯇꯤꯡ ꯐꯣꯔ꯭ꯝ ꯄꯨꯝꯅꯃꯛꯀꯤ ꯂꯤꯁ ꯑꯃ ꯁꯦꯝꯈꯤ ꯑꯃꯁꯨꯡ ꯃꯈꯣꯢꯗ ꯏꯃꯦꯜ ꯑꯃꯁꯨꯡ ꯐꯣꯟ ꯇꯧꯗꯨꯅ ꯂꯩꯔꯤꯕ ꯄꯣꯖꯤꯁꯟ ꯑꯃꯍꯦꯛꯇꯒꯤ ꯃꯇꯥꯡꯗ ꯋꯍꯪ ꯍꯪꯅꯕ ꯍꯧꯈꯤ꯫ ꯑꯍꯥꯟꯕꯗ ꯃꯍꯥꯛꯄꯨ ꯌꯥꯅꯤꯡꯗꯕꯥ ꯀꯌꯥ ꯐꯪꯈꯤ꯫ ꯑꯗꯨꯕꯨ ꯃꯍꯥꯛ ꯊꯕꯛ ꯑꯃ ꯊꯤꯅꯕ ꯋꯥꯔꯦꯞ ꯂꯧꯗꯨꯅ ꯂꯦꯞꯄ ꯂꯩꯇꯅ ꯍꯣꯠꯅꯈꯤ꯫ ꯂꯣꯏꯁꯤꯜꯂꯛꯄꯗ ꯀꯝꯄꯦꯅꯤ ꯑꯃꯅ ꯁꯥꯔꯥꯒꯤ ꯇꯦꯅꯥꯁꯤꯇꯤ ꯑꯃꯁꯨꯡ ꯋꯥꯔꯦꯞ ꯑꯗꯨ ꯌꯥꯝꯅ ꯅꯨꯡꯉꯥꯏꯅ ꯄꯥꯎꯈꯨꯝ ꯄꯤꯈꯤ꯫ ꯃꯈꯣꯢꯅ ꯍꯧꯖꯤꯛ ꯑꯅꯧꯕ ꯄꯣꯖꯤꯁꯟ ꯑꯃ ꯍꯥꯡꯗꯣꯛꯈꯤ ꯑꯃꯁꯨꯡ ꯃꯍꯥꯛꯄꯨ ꯏꯟꯇꯔꯚ꯭ꯌꯨ ꯑꯃꯒꯤꯗꯃꯛ ꯀꯧꯈꯤ꯫ ꯁꯥꯔꯥꯅ ꯏꯟꯇꯔꯚ꯭ꯌꯨꯒꯤꯗꯃꯛ ꯌꯥꯝꯅ ꯊꯋꯥꯏ ꯌꯥꯎꯅ ꯁꯦꯝ ꯁꯥꯈꯤ꯫ ꯀꯝꯄꯦꯅꯤ ꯑꯁꯤꯒꯤ ꯃꯇꯥꯡꯗ ꯄꯥꯈꯤ ꯑꯃꯁꯨꯡ ꯊꯣꯛꯄꯥ ꯌꯥꯕ ꯋꯥꯍꯪꯁꯤꯡꯒꯤ ꯄꯥꯎꯈꯨꯃꯁꯤꯡ ꯑꯗꯨ ꯄ꯭ꯔꯦꯛꯇꯤꯁ ꯇꯧꯈꯤ꯫ ꯏꯟꯇꯔꯚ꯭ꯌꯨꯒꯤ ꯅꯨꯃꯤꯠꯇ ꯃꯍꯥꯛꯅ ꯊꯥꯖꯕ ꯊꯝꯗꯨꯅ ꯂꯥꯛꯈꯤ, ꯑꯃꯁꯨꯡ ꯋꯥꯍꯪ ꯈꯨꯗꯤꯡꯃꯛ ꯅꯦꯜ ꯇꯧꯈꯤ꯫ ꯅꯨꯃꯤꯠ ꯈꯔꯥꯅꯤꯒꯤ ꯃꯇꯨꯡꯗ ꯃꯍꯥꯛꯄꯨ ꯀꯝꯄꯦꯅꯤꯗꯒꯤ ꯐꯣꯟ ꯑꯃ ꯂꯥꯛꯈꯤ꯫ ꯃꯗꯨꯗ ꯃꯍꯥꯛꯄꯨ ꯊꯕꯛ ꯑꯗꯨ ꯄꯤꯔꯛꯈꯤ꯫ ꯁꯥꯔꯥꯅ ꯊꯥꯒꯤ ꯃꯊꯛꯇ ꯂꯩꯔꯝꯃꯤ, ꯃꯍꯥꯛꯀꯤ ꯀꯥꯅ ꯀꯟꯅ ꯍꯣꯠꯅꯕ ꯑꯃꯁꯨꯡ ꯂꯦꯞꯄ ꯂꯩꯇꯅ ꯍꯣꯠꯅꯈꯤꯕ ꯑꯗꯨꯅ ꯑꯔꯣꯏꯕꯗ ꯃꯍꯩ ꯌꯥꯟꯅꯈꯤ꯫ ꯃꯍꯥꯛꯅ ꯃꯍꯥꯛꯀꯤ ꯑꯅꯧꯕ ꯊꯕꯛ ꯍꯧꯈꯤ, ꯑꯃꯁꯨꯡ ꯃꯁꯤ ꯃꯍꯥꯛꯅ ꯑꯁꯥ ꯇꯧꯔꯝꯕ ꯈꯨꯗꯤꯡꯃꯛ ꯑꯣꯏꯈꯤ꯫ ꯃꯍꯥꯛꯅ ꯈꯪꯂꯛꯈꯤ ꯃꯗꯨꯗꯤ, ꯀꯝꯄꯤꯇꯤꯇꯤꯕ ꯃꯥꯔꯀꯦꯠꯇ, ꯀꯔꯤꯒꯨꯝꯕ ꯃꯇꯝꯗ ꯊꯣꯏꯗꯣꯛꯄ ꯃꯑꯣꯡꯗ ꯑꯃꯁꯨꯡ ꯑꯗꯣꯝꯒꯤ ꯄꯥꯟꯗꯝꯁꯤꯡ ꯐꯪꯅꯕ ꯑꯍꯦꯟꯕ ꯍꯣꯠꯅꯕ ꯑꯃꯁꯨꯡ ꯋꯥꯔꯦꯞ ꯈꯔꯥ ꯆꯪꯏ꯫ ꯊꯕꯛ ꯐꯪꯗꯕꯒꯤ ꯃꯇꯥꯡꯗ ꯍꯟꯗꯛꯀꯤ ꯄꯥꯎꯁꯤꯡ ꯑꯗꯨ ꯁꯝꯖꯤꯟꯍꯜꯂꯨ꯫